ꯄꯣꯂꯤꯊꯤꯟ ꯈꯥꯎꯒꯤ ꯃꯍꯨꯠ ꯁꯤꯟꯅꯕ ꯊꯧꯔꯥꯡ ꯂꯣꯒꯤ ꯋꯥꯡꯃꯗ ꯁꯤꯖꯤꯟꯅꯔꯤꯕ ꯄꯣꯂꯤꯊꯤꯟ ꯈꯥꯎꯁꯤꯡ ꯊꯤꯡꯁꯤ ꯃꯥꯂꯦꯝꯒꯤ ꯑꯣꯏꯅ ꯍꯧꯖꯤꯛ ꯍꯧꯖꯤꯛ ꯊꯦꯡꯅꯔꯤꯕ ꯈ꯭ꯋꯥꯏꯗꯒꯤ ꯈꯨꯗꯣꯡꯆꯥꯗꯕꯁꯤꯡꯒꯤ ꯃꯅꯨꯡꯗ ꯑꯅꯤꯈꯛ ꯄꯟꯕ ꯇꯥꯔꯒꯗꯤ ꯑꯃꯅ ꯑꯏꯪ- ꯑꯁꯥꯒꯤ ꯈꯜ ꯀꯥꯏꯊꯔꯛꯄ ꯑꯃꯁꯨꯡ ꯑꯇꯣꯞꯄ ꯑꯃꯅ ꯄꯣꯂꯤꯊꯤꯟ ꯅꯠꯇ꯭ꯔꯒ ꯄ꯭ꯂꯥꯁꯇꯤꯛꯅ ꯄꯤꯔꯤꯕ ꯆꯩꯊꯦꯡ ꯑꯁꯤꯅꯤ ꯍꯥꯏꯕ ꯌꯥꯏ꯫ ꯑꯏꯪ-ꯑꯁꯥꯒꯤ ꯈꯜ ꯀꯥꯏꯊꯔꯛꯄꯅ ꯃꯔꯝ ꯑꯣꯏꯔꯒ ꯆꯍꯤ ꯃꯤꯜꯂꯤꯌꯟ ꯀꯌꯥꯒꯤ ꯃꯃꯥꯡꯗꯒꯤ ꯎꯟꯅ ꯇꯥꯁꯤꯟꯗꯨꯅ ꯁꯦꯝꯂꯕ ꯃꯐꯝ ꯀꯌꯥꯃꯔꯨꯝ ꯁꯧꯗꯣꯔꯛꯇꯨꯅ ꯁꯃꯨꯗ꯭ꯔꯒꯤ ꯏꯃꯥꯏ ꯋꯥꯡꯈꯠꯂꯛꯂꯤ꯫ ꯃꯐꯝꯗꯨꯗ ꯂꯩꯕ ꯍꯩꯅꯗ꯭ꯔꯕ ꯑꯍꯤꯡꯕꯁꯤꯡ ꯈꯨꯗꯝ ꯑꯣꯏꯅ ꯄꯣꯜꯂꯔ ꯕꯤꯌꯥꯔ, ꯄꯦꯡꯒ꯭ꯌꯨꯏꯟꯒꯨꯝꯕꯒꯤ ꯂꯩꯐꯝ ꯂꯩꯔꯛꯇꯕꯒꯤ ꯑꯋꯥꯕ ꯃꯥꯌꯣꯛꯅꯔꯤ꯫ ꯃꯥꯂꯦꯝꯒꯤ ꯑꯅꯦꯝꯕ ꯃꯐꯝꯁꯤꯡ ꯏꯁꯤꯡ ꯊꯨꯝꯒꯠꯂꯛꯇꯨꯅ ꯃꯤꯑꯣꯏꯕꯅ ꯈꯨꯟꯗꯥ-ꯂꯩꯇꯥꯔꯤꯕ ꯃꯐꯝꯁꯤꯡ ꯆꯍꯤ ꯈꯔꯒꯤ ꯇꯨꯡꯗ ꯏꯁꯤꯡ ꯃꯅꯨꯡꯗ ꯂꯩꯈ꯭ꯔꯒꯅꯤ ꯍꯥꯏꯅ ꯑꯈꯪ-ꯑꯍꯩꯁꯤꯡꯅ ꯐꯣꯡꯗꯣꯛꯅꯔꯤ꯫ ꯑꯁꯤꯒꯨꯝꯕ ꯇꯥꯟꯐꯝ ꯑꯁꯤꯗ ꯃꯤꯑꯣꯏꯕ ꯑꯩꯈꯣꯏꯅ ꯄꯣꯂꯤꯊꯤꯟꯒꯤ ꯈꯥꯎ ꯅꯠꯇ꯭ꯔꯒ ꯑꯇꯩ ꯃꯈꯜ ꯀꯌꯥꯒꯤ ꯄ꯭ꯂꯥꯁꯇꯤꯛꯀꯤ ꯄꯣꯠꯂꯝꯁꯤꯡ ꯇꯉꯥꯏꯐꯗꯕ ꯑꯃ ꯑꯣꯏꯅ ꯁꯤꯖꯤꯟꯅꯔꯤ꯫ ꯆꯥꯅ-ꯊꯛꯅꯅꯕ ꯄꯣꯠꯂꯝ ꯈꯨꯗꯤꯡꯃꯛ, ꯄꯣꯠ-ꯆꯩ ꯄꯨꯅꯕ ꯈꯥꯎ, ꯂꯩꯇꯦꯡ ꯑꯣꯏꯅ ꯌꯨꯝꯗ ꯁꯤꯖꯤꯟꯅꯕ ꯄꯣꯠ-ꯆꯩꯁꯤꯡ ꯄꯣꯂꯤꯊꯤꯟ ꯅꯠꯇ꯭ꯔꯒ ꯄ꯭ꯂꯥꯁꯇꯤꯛꯅ ꯁꯥꯗꯕ ꯌꯥꯎꯁꯤꯜꯂꯛꯇ꯭ꯔꯦ꯫ ꯗꯨꯀꯥꯟ ꯑꯃꯗ ꯆꯪꯂꯒ ꯑꯥꯂꯨ ꯀꯦꯖꯤ ꯑꯃꯈꯛꯇ ꯄꯤꯌꯨ ꯍꯥꯏꯔꯨꯕꯗ ꯄꯣꯂꯤꯊꯤꯟꯒꯤ ꯈꯥꯎ ꯑꯃꯗ ꯍꯥꯞꯂꯒ ꯄꯤꯔꯛꯀꯅꯤ꯫ ꯑꯁꯨꯝꯅ ꯉꯥꯔꯤ ꯂꯩꯔꯨꯔꯕꯁꯨ, ꯊꯨꯝ ꯂꯩꯔꯨꯔꯕꯁꯨ, ꯍꯋꯥꯏ ꯂꯩꯔꯨꯔꯕꯁꯨ ꯄꯣꯂꯤꯊꯤꯟ ꯈꯥꯎ ꯁꯤꯖꯤꯟꯅꯗꯕ ꯌꯥꯎꯗ꯭ꯔꯦ꯫ ꯑꯁꯨꯝꯅ ꯌꯨꯝ ꯑꯃꯗ ꯅꯨꯃꯤꯠ ꯈꯨꯗꯤꯡꯒꯤ ꯄꯣꯂꯤꯊꯤꯟꯒꯤ ꯈꯥꯎ ꯌꯥꯡꯈꯩ ꯗꯒꯤ ꯆꯥꯝꯃꯥ ꯐꯥꯎꯕ ꯐꯠꯇꯕ ꯄꯣꯠꯂꯝ ꯑꯣꯏꯅ ꯍꯨꯟꯗꯣꯔꯛꯏ꯫ ꯍꯥꯏꯔꯤꯕ ꯄꯣꯠꯂꯝꯁꯤꯡ ꯑꯁꯤ ꯅꯨꯡꯁꯤꯠꯅ ꯍꯨꯝꯗꯨꯅ ꯄꯨꯔꯒ ꯌꯧꯗꯕ ꯃꯐꯝ ꯂꯩꯔꯛꯈꯤꯗ꯭ꯔꯦ꯫ ꯄꯨꯈ꯭ꯔꯤꯗ, ꯈꯣꯡꯕꯥꯟꯗ, ꯄꯥꯠꯇ, ꯇꯨꯔꯦꯜꯗ ꯑꯃꯁꯨꯡ ꯁꯃꯨꯗ꯭ꯔꯒꯤ ꯏꯔꯣꯜꯅꯨꯡꯗ ꯇꯤꯜꯂꯒ ꯂꯩꯔꯤ꯫ ꯄꯣꯂꯤꯊꯤꯟꯒꯤ ꯈꯥꯎ ꯑꯁꯤ ꯃꯤꯌꯥꯝꯅ ꯇꯉꯥꯏꯐꯗꯅ ꯁꯤꯖꯤꯟꯅꯔꯤꯕꯒꯤ ꯃꯔꯝꯗꯤ ꯆꯨꯁꯤꯟꯗꯕ, ꯌꯥꯝꯅ ꯌꯥꯡꯕ ꯑꯃꯁꯨꯡ ꯃꯃꯜ ꯍꯣꯡꯕꯅꯅꯤ꯫ ꯑꯗꯨꯕꯨ ꯃꯁꯤꯅ ꯃꯤꯑꯣꯏꯕꯒꯤ ꯍꯛꯆꯥꯡꯗ ꯑꯗꯨꯛꯀꯤ ꯃꯇꯤꯛ ꯈꯨꯗꯣꯡ ꯆꯥꯍꯟꯗꯦ꯫ ꯏꯁꯤꯡꯗ ꯇꯥꯁꯤꯟꯈꯤꯕ ꯃꯇꯨꯡꯗ ꯀꯦꯃꯤꯀꯦꯜ ꯔꯤꯌꯦꯛꯁꯟ ꯊꯣꯛꯇꯨꯅ ꯏꯁꯤꯡ ꯃꯅꯨꯡꯗ ꯂꯩꯕ ꯊꯋꯥꯏ ꯄꯥꯟꯕꯁꯤꯡꯗ ꯆꯩꯊꯦꯡ ꯄꯤ꯫ ꯏꯁꯤꯡ ꯁꯦꯡꯍꯜꯂꯛꯇꯦ꯫ ꯑꯗꯨꯝꯅ ꯁꯃꯨꯗ꯭ꯔꯒꯤ ꯏꯁꯤꯡ ꯐꯥꯎꯕ ꯃꯣꯠꯁꯤꯟꯍꯟꯗꯨꯅ ꯄꯣꯂꯨꯁꯟ ꯊꯣꯛꯍꯟꯕꯒꯤ ꯃꯆꯥꯛ ꯑꯃ ꯑꯣꯏꯔꯛꯏ꯫ ꯃꯤꯑꯣꯏꯕ ꯑꯃꯁꯨꯡ ꯑꯇꯩ ꯊꯋꯥꯏ ꯄꯥꯟꯕ ꯈꯨꯗꯤꯡꯃꯛꯇ ꯆꯩꯊꯦꯡ ꯄꯤꯔꯛꯄꯅ ꯃꯔꯝ ꯑꯣꯏꯔꯗꯨꯅ ꯃꯥꯂꯦꯝꯒꯤ ꯃꯐꯝ ꯄꯨꯝꯅꯃꯛꯇ ꯄꯣꯂꯤꯊꯤꯟ ꯁꯤꯖꯤꯟꯅꯕꯒꯤ ꯀꯥꯡꯂꯣꯟ ꯁꯦꯝꯂꯒ ꯆꯠꯅꯕ ꯍꯧꯈ꯭ꯔꯦ꯫ ꯍꯥꯏꯔꯤꯕ ꯀꯥꯡꯂꯣꯟ ꯑꯁꯤꯒꯤ ꯃꯈꯥꯗ ꯃꯥꯏꯀ꯭ꯔꯣꯟ ꯅꯤꯐꯨ ꯌꯧꯅ ꯊꯥꯗꯕ ꯄꯣꯂꯤꯊꯤꯟ ꯈꯥꯎꯁꯤꯡ ꯁꯤꯖꯤꯟꯅꯕ ꯊꯤꯡꯈ꯭ꯔꯦ ꯑꯃꯁꯨꯡ ꯔꯤ-ꯁꯥꯏꯀ꯭ꯂꯤꯡ ꯇꯧꯔꯕ ꯄꯣꯂꯤꯊꯤꯟ ꯁꯤꯖꯤꯟꯅꯕꯗꯁꯨ ꯑꯊꯤꯡꯕ ꯃꯌꯥꯝ ꯑꯃ ꯊꯝꯈ꯭ꯔꯦ꯫ ꯑꯊꯤꯡꯕ ꯊꯝꯂꯒꯁꯨ ꯃꯤꯌꯥꯝꯅ ꯀꯥꯡꯂꯣꯟ ꯆꯨꯝꯗꯕ ꯄꯣꯂꯤꯊꯤꯟ ꯈꯥꯎꯁꯤꯡ ꯂꯦꯞꯇꯅ ꯑꯗꯨꯝꯃꯛ ꯁꯤꯖꯤꯟꯅꯔꯤ꯫ ꯈ꯭ꯋꯥꯏꯗꯒꯤ ꯍꯦꯟꯅ ꯃꯤꯄꯥꯏꯅꯤꯡꯉꯥꯏ ꯑꯣꯏꯕ ꯊꯧꯑꯣꯡ ꯑꯃ ꯍꯥꯏꯕ ꯇꯥꯔꯒꯗꯤ ꯃꯅꯤꯄꯨꯔ ꯂꯩꯉꯥꯛꯀꯤ ꯐꯣꯔꯦꯁꯠ ꯗꯤꯄꯥꯔꯠꯃꯦꯟꯠꯅ ꯆꯍꯤ ꯈꯨꯗꯤꯡꯒꯤ ꯃꯤꯌꯥꯝꯗ ꯁꯦꯜ ꯂꯧꯔꯒꯕꯨ ꯑꯣꯏꯔꯕꯁꯨ, ꯂꯦꯝꯅ ꯐꯪꯍꯟꯕꯕꯨ ꯑꯣꯏꯔꯕꯁꯨ ꯎꯄꯥꯜ-ꯋꯥꯄꯥꯜ, ꯍꯩ-ꯔꯥ, ꯍꯤꯗꯥꯛ-ꯂꯥꯡꯊꯛ ꯀꯥꯟꯅꯕ ꯄꯥꯝꯕꯤ ꯀꯌꯥꯃꯔꯨꯝ ꯐꯪꯍꯜꯂꯤ꯫ ꯍꯥꯏꯔꯤꯕ ꯄꯥꯝꯕꯤꯁꯤꯡ ꯑꯁꯤꯒꯤ ꯆꯥꯔꯥ ꯁꯦꯝꯕꯗ ꯃꯔꯤ ꯂꯩꯅꯕ ꯑꯣꯊꯣꯔꯤꯇꯤꯅ ꯃꯥꯏꯀ꯭ꯔꯣꯟ ꯅꯤꯐꯨ ꯁꯨꯗꯕ ꯄꯣꯂꯤꯊꯤꯟ ꯈꯥꯎꯗ ꯑꯣꯏꯅ ꯁꯦꯝꯕ ꯑꯃꯁꯨꯡ ꯄꯣꯂꯤꯊꯤꯟ ꯈꯥꯎ ꯌꯥꯎꯔꯕ ꯆꯥꯔꯥꯁꯤꯡ ꯃꯤꯌꯥꯝꯗ ꯂꯦꯞꯇꯅ ꯐꯪꯍꯜꯂꯤ꯫ ꯄꯥꯝꯕꯤ ꯂꯥꯈ ꯁꯔꯨꯛ ꯀꯨꯟ ꯊꯣꯛꯄꯒꯤ ꯇꯔꯥ ꯃꯉꯥ ꯔꯣꯝ ꯃꯤꯌꯥꯝꯗ ꯐꯪꯍꯟꯕ ꯍꯥꯏꯕꯁꯤꯃꯛ ꯄꯣꯂꯤꯊꯤꯟꯒꯤ ꯈꯥꯎ ꯂꯥꯈ ꯇꯔꯥ ꯃꯉꯥꯗꯒꯤꯅ ꯀꯨꯟ ꯐꯥꯎꯕ ꯂꯩꯕꯥꯛ-ꯂꯩꯍꯥꯎꯗ ꯅꯠꯇ꯭ꯔꯒ ꯏꯁꯤꯡꯗ ꯇꯤꯟꯍꯜꯂꯕꯅꯤ꯫ ꯆꯍꯤ ꯆꯥꯝꯃ ꯂꯩꯅꯨꯡꯗ ꯐꯨꯝꯗꯨꯅ ꯂꯩꯔꯒꯁꯨ ꯄꯨꯝꯂꯔꯣꯏꯗꯕ ꯄꯣꯠꯁꯛ ꯑꯃ ꯃꯤꯌꯥꯝꯗ ꯁꯤꯖꯤꯟꯅꯍꯟꯕ ꯍꯥꯏꯕꯁꯤ ꯁ꯭ꯇꯦꯠ ꯑꯁꯤꯗ ꯏꯟꯚꯥꯏꯔꯣꯟꯃꯦꯟꯠꯇ ꯆꯥꯎꯅ ꯑꯀꯥꯏꯕ ꯄꯤꯔꯕꯅꯤ ꯍꯥꯏꯕꯁꯤ ꯑꯩꯈꯣꯏ ꯄꯨꯝꯅꯃꯛꯅ ꯈꯪꯃꯤꯟꯅꯕꯒꯤ ꯇꯉꯥꯏꯐꯗꯕ ꯂꯩ꯫ ꯑꯁꯤꯒꯨꯝꯕ ꯇꯥꯟꯐꯝ ꯑꯁꯤꯗ ꯃꯅꯤꯄꯨꯔ ꯂꯩꯉꯥꯛꯀꯤ ꯃꯈꯥꯗ ꯂꯩꯕ ꯐꯣꯔꯦꯁꯠ ꯗꯤꯄꯥꯔꯠꯃꯦꯟꯠꯅ ꯄꯣꯂꯤꯊꯤꯟꯒꯤ ꯃꯍꯨꯠꯇ ꯃꯍꯨꯠ ꯁꯤꯟꯕ ꯌꯥꯕ ꯕꯥꯏꯑꯣ ꯗꯤꯒ꯭ꯔꯦꯗꯦꯕꯜ ꯄ꯭ꯂꯥꯁꯇꯤꯛ ꯁꯤꯖꯤꯟꯅꯕ ꯍꯧꯅꯕ ꯆꯥꯡꯌꯦꯡ ꯇꯧꯔꯦ ꯍꯥꯏꯕꯁꯤ ꯌꯥꯝꯅꯃꯛ ꯄꯨꯛꯅꯤꯡ ꯊꯧꯒꯠꯅꯤꯡꯉꯥꯏ ꯑꯣꯏꯕ ꯊꯧꯔꯥꯡ ꯑꯃꯅꯤ꯫ ꯕꯥꯏꯑꯣ ꯗꯤꯒ꯭ꯔꯦꯗꯦꯕꯜ ꯄ꯭ꯂꯥꯁꯇꯤꯛ ꯍꯥꯏꯕꯁꯤ ꯑꯩꯈꯣꯏꯅ ꯄ꯭ꯂꯥꯁꯇꯤꯛꯀꯤ ꯃꯇꯤꯛ-ꯃꯌꯥꯏ ꯈꯔ ꯌꯥꯎꯖꯔꯒꯁꯨ ꯂꯩꯅꯨꯡꯗ ꯃꯇꯝ ꯀꯨꯏꯅ ꯊꯝꯕꯗ ꯃꯊꯟꯇ ꯄꯠꯇꯨꯅ-ꯄꯨꯝꯗꯨꯅ ꯃꯥꯡꯖꯈꯤꯕ ꯌꯥꯕꯒꯤ ꯃꯇꯤꯛ-ꯃꯌꯥꯏ ꯆꯦꯜꯂꯕ ꯄꯣꯠꯁꯛ ꯑꯃ ꯑꯣꯏꯔꯦ꯫ ꯃꯇꯥꯡ ꯑꯁꯤꯗ ꯄꯟꯖꯅꯤꯡꯕ ꯋꯥꯐꯝꯗꯤ ꯎ ꯆꯥꯔꯥꯁꯤꯡ ꯁꯦꯝꯕꯗ ꯄꯣꯂꯤꯊꯤꯟ ꯈꯥꯎꯗ ꯁꯦꯝꯗꯅꯕꯒꯤ ꯊꯧꯔꯥꯡ ꯇꯧꯔꯛꯄꯁꯤ ꯌꯥꯝꯅ ꯐꯩ꯫ ꯑꯁꯤꯒꯨꯝꯅ ꯑꯩꯈꯣꯏꯅ ꯅꯣꯡꯃꯗ ꯁꯤꯖꯤꯟꯅꯔꯤꯕ ꯄꯣꯠꯂꯝ ꯆꯥꯔꯝꯁꯤꯡ ꯄꯨꯊꯣꯛ-ꯄꯨꯁꯤꯟ ꯇꯧꯕꯗ ꯁꯤꯖꯤꯟꯅꯔꯤꯕ ꯄꯣꯂꯤꯊꯤꯟ ꯅꯠꯇꯔꯒ ꯄ꯭ꯂꯥꯁꯇꯤꯛ ꯈꯥꯎꯁꯤꯡ ꯑꯁꯤ ꯁꯤꯖꯤꯟꯅꯕ ꯂꯦꯞꯍꯟꯅꯕ ꯑꯈꯟꯅꯕ ꯊꯧꯁꯤꯜ ꯑꯃꯁꯨ ꯄꯥꯏꯈꯠꯍꯟꯅꯤꯡꯏ꯫